ꯖꯥꯚꯥꯗ ꯊ꯭ꯔꯦꯠꯄꯨꯜꯁꯤꯡꯒꯤ ꯄꯥꯟꯗꯝ ꯑꯗꯨ ꯐꯣꯡꯗꯣꯛꯄꯤꯌꯨ꯫ ꯖꯥꯚꯥꯗꯥ ꯂꯩꯕꯥ ꯊ꯭ꯔꯦꯠ ꯄꯨꯜꯁꯤꯡꯅꯥ ꯃꯇꯝ ꯑꯃꯗꯥ ꯊꯕꯛꯁꯤꯡ ꯄꯥꯡꯊꯣꯛꯅꯕꯒꯤꯗꯃꯛ ꯃꯁꯤꯡ ꯌꯥꯝꯂꯕꯥ ꯊ꯭ꯔꯦꯠꯁꯤꯡ ꯃꯦꯅꯦꯖ ꯇꯧꯅꯕꯒꯤ ꯏꯐꯤꯁꯤꯑꯦꯟꯇꯤꯕ ꯑꯣꯏꯕꯥ ꯃꯑꯣꯡ ꯑꯃꯥ ꯄꯤꯔꯤ꯫ ꯊ꯭ꯔꯦꯠ ꯄꯨꯜ ꯑꯃꯒꯤ ꯃꯔꯨꯑꯣꯏꯕꯥ ꯄꯥꯟꯗꯝꯗꯤ ꯊ꯭ꯔꯦꯠꯁꯤꯡ ꯁꯦꯝꯕꯥ ꯑꯃꯁꯨꯡ ꯃꯥꯡꯍꯟꯕꯒꯥ ꯃꯔꯤ ꯂꯩꯅꯕꯥ ꯑꯣꯚꯔꯍꯦꯟ ꯍꯟꯊꯍꯟꯕꯅꯤ, ꯃꯁꯤꯅꯥ ꯑꯦꯄ꯭ꯂꯤꯀꯦꯁꯟ ꯑꯃꯒꯤ ꯄ꯭ꯔꯐꯣꯃꯦꯟꯇꯥ ꯑꯀꯥꯏꯕꯥ ꯄꯤꯕꯥ ꯌꯥꯏ꯫ ꯊ꯭ꯔꯦꯠ ꯄꯨꯜꯁꯤꯡꯅꯥ ꯊꯕꯛꯁꯤꯡ ꯄꯥꯡꯊꯣꯛꯅꯕꯥ ꯂꯩꯕꯥ ꯋꯥꯔꯀꯔ ꯊ꯭ꯔꯦꯗꯁꯤꯡꯒꯤ ꯄꯨꯜ ꯑꯃꯥ ꯊꯝꯗꯨꯅꯥ ꯊꯕꯛ ꯇꯧꯏ꯫ ꯊ꯭ꯔꯦꯠ ꯄꯨꯜꯗꯥ ꯊꯕꯛ ꯑꯃꯥ ꯁꯕꯃꯤꯠ ꯇꯧꯕꯥ ꯃꯇꯝꯗꯥ, ꯃꯁꯤ ꯀ꯭ꯌꯨ ꯑꯃꯗꯥ ꯍꯥꯞꯆꯤꯜꯂꯤ ꯑꯃꯁꯨꯡ ꯃꯁꯤꯕꯨ ꯑꯦꯛꯁꯦꯁꯤꯕꯜ ꯇꯧꯅꯕꯥ ꯋꯥꯔꯀꯔ ꯊ꯭ꯔꯦꯠ ꯑꯃꯥ ꯑꯦꯁꯥꯏꯟ ꯇꯧꯏ꯫ ꯊꯕꯛ ꯑꯗꯨ ꯂꯣꯏꯔꯕꯥ ꯃꯇꯨꯡꯗꯥ, ꯋꯥꯔꯀꯔ ꯊ꯭ꯔꯦꯠ ꯑꯗꯨ ꯄꯨꯜꯗꯥ ꯍꯜꯂꯛꯏ, ꯃꯊꯪꯒꯤ ꯊꯕꯛ ꯑꯗꯨ ꯑꯦꯁꯥꯏꯟ ꯇꯧꯅꯕꯥ ꯉꯥꯏꯗꯨꯅꯥ ꯂꯩ꯫ ꯃꯁꯤꯒꯤ ꯑꯦꯄ꯭ꯔꯣꯆ ꯑꯁꯤꯅꯥ ꯀꯥꯟꯅꯕꯥ ꯀꯌꯥ ꯑꯃꯥ ꯄꯤꯔꯤ꯫ ꯑꯍꯥꯟꯕꯗꯥ, ꯃꯁꯤꯅꯥ ꯊꯕꯛ ꯈꯨꯗꯤꯡꯃꯛꯀꯤꯗꯃꯛ ꯁꯦꯝꯒꯠꯄꯥ ꯑꯃꯁꯨꯡ ꯃꯥꯡꯍꯟ ꯇꯥꯛꯍꯟꯕꯒꯤ ꯃꯍꯨꯠꯇꯥ, ꯊ꯭ꯔꯦꯠꯁꯤꯡ ꯑꯃꯨꯛ ꯍꯟꯅꯥ ꯁꯤꯖꯤꯟꯅꯗꯨꯅꯥ ꯔꯤꯁꯣꯔꯁ ꯌꯨꯇꯤꯂꯥꯏꯖꯦꯁꯟ ꯑꯦꯞꯇꯤꯃꯥꯏꯖ ꯇꯧꯕꯗꯥ ꯃꯇꯦꯡ ꯄꯥꯡꯏ꯫ ꯃꯁꯤꯅꯥ ꯊ꯭ꯔꯦꯠ ꯁꯦꯝꯕꯒꯥ ꯃꯔꯤ ꯂꯩꯅꯕꯥ ꯑꯣꯚꯔꯍꯦꯠ ꯍꯟꯊꯍꯜꯂꯤ ꯑꯃꯁꯨꯡ ꯑꯦꯄ꯭ꯂꯤꯀꯦꯁꯟꯒꯤ ꯄꯔꯐꯣꯃꯥꯟꯁ ꯐꯒꯠꯍꯜꯂꯤ꯫ ꯑꯅꯤꯁꯨꯕꯗꯥ, ꯊ꯭ꯔꯦꯠ ꯄꯨꯜꯁꯤꯡꯅꯥ ꯑꯃꯒꯥ ꯑꯃꯒꯥ ꯆꯠꯄꯥ ꯌꯥꯕꯥ ꯊ꯭ꯔꯦꯠꯁꯤꯡꯒꯤ ꯃꯁꯤꯡ ꯂꯤꯃꯤꯠ ꯇꯧꯗꯨꯅꯥ ꯀꯟꯀꯔꯦꯟꯁꯤ ꯃꯦꯅꯦꯖ ꯇꯧꯕꯗꯥ ꯃꯇꯦꯡ ꯄꯥꯡꯏ꯫ ꯃꯁꯤꯅꯥ ꯑꯦꯄ꯭ꯂꯤꯀꯦꯁꯟ ꯑꯗꯨꯗꯥ ꯂꯩꯔꯤꯕꯥ ꯄꯦꯔꯥꯂꯦꯂꯤꯖꯝꯒꯤ ꯊꯥꯛ ꯑꯗꯨ ꯀꯟꯇ꯭ꯔꯣꯜ ꯇꯧꯕꯗꯥ ꯂꯥꯏꯍꯜꯂꯤ ꯑꯃꯁꯨꯡ ꯁꯤꯁꯇꯦꯝ ꯔꯤꯁꯣꯔꯁꯁꯤꯡ ꯑꯣꯕ ꯑꯣꯚꯔꯂꯣꯗ ꯇꯧꯕꯒꯥ ꯃꯔꯤ ꯂꯩꯅꯕꯥ ꯏꯁꯨꯁꯤꯡ ꯊꯤꯡꯕꯥ ꯉꯝꯃꯤ꯫ ꯑꯄꯨꯟꯕꯥ ꯑꯣꯏꯅꯥ, ꯊ꯭ꯔꯦꯠ ꯄꯨꯜꯁꯤꯡꯅꯥ ꯖꯥꯚꯥ ꯑꯦꯄ꯭ꯂꯤꯀꯦꯁꯟꯁꯤꯡꯗꯥ ꯀꯟꯀꯔꯦꯠꯁꯤ ꯃꯦꯅꯦꯖ ꯇꯧꯅꯕꯥ, ꯔꯤꯔꯣꯁ ꯌꯨꯇꯤꯂꯥꯏꯖꯦꯁꯟ ꯑꯣꯞꯇꯤꯃꯥꯏꯖ ꯇꯧꯅꯕꯥ ꯑꯃꯁꯨꯡ ꯄꯔꯐꯣꯃꯦꯟꯁ ꯐꯒꯠꯍꯟꯅꯕꯥ ꯏꯐꯤꯁꯤꯑꯦꯟꯇ ꯑꯃꯁꯨꯡ ꯈꯨꯗꯣꯡꯆꯥꯕꯥ ꯃꯑꯣꯡ ꯑꯃꯥ ꯄꯤꯔꯤ꯫ ꯑꯦꯛꯁꯦꯜ ꯐꯕꯥ ꯑꯃꯁꯨꯡ ꯌꯥꯝꯗ꯭ꯔꯕꯗꯥ ꯀꯦꯂꯣꯔꯤ ꯆꯥꯝꯃꯉꯥ ꯌꯥꯎꯕꯥ ꯗꯤꯅꯥꯔ ꯃꯦꯅꯨ ꯑꯃꯥ ꯁꯦꯝꯃꯨ꯫ ꯃꯈꯥꯗꯥ ꯌꯥꯝꯗ꯭ꯔꯕꯗꯥ ꯀꯦꯂꯣꯔꯤ ꯆꯥꯝꯃꯉꯥ ꯌꯥꯎꯕꯥ ꯑꯦꯛꯁꯦꯜ ꯐꯪ ꯐꯕꯥ ꯅꯨꯃꯤꯗꯥꯡꯒꯤ ꯃꯦꯅꯨ ꯑꯃꯥ ꯌꯥꯎꯏ꯫ ꯑꯦꯕꯤꯇꯥꯏꯖꯔ: ꯃꯤꯡꯁ ꯒ꯭ꯔꯤꯟ ꯁꯥꯂꯥꯗ ꯀꯦꯂꯣꯔꯤ ꯆꯥꯝꯃꯥ ꯌꯥꯎꯕꯥ,ꯅꯍꯥꯛꯀꯤ ꯆꯥꯅꯕꯥ ꯆꯤꯟꯖꯥꯛ ꯑꯗꯨ ꯃꯤꯡꯁ ꯒ꯭ꯔꯤꯟ, ꯆꯦꯔꯤ ꯇꯣꯃꯦꯇꯣ ꯑꯃꯁꯨꯡ ꯀꯦꯂꯣꯔꯤꯇꯤꯟꯅꯥ ꯁꯦꯝꯕꯥ ꯔꯤꯐ꯭ꯔꯦꯁ ꯇꯧꯔꯕꯥ ꯁꯥꯂꯥꯠ ꯑꯃꯅꯥ ꯍꯧꯒꯗꯕꯅꯤ, ꯃꯗꯨꯒꯤ ꯃꯊꯛꯇꯥ ꯂꯥꯛꯏ ꯚꯤꯅꯦꯒ꯭ꯔꯦꯠ ꯗ꯭ꯔꯦꯁꯤꯡ ꯑꯃꯥ ꯌꯥꯎꯏ꯫ ꯂꯦꯃꯟ ꯑꯃꯁꯨꯡ ꯍꯔꯕꯁꯇꯥ ꯃꯦꯔꯤꯅꯦꯠ ꯇꯧꯔꯕꯥ ꯒ꯭ꯔꯤꯜ ꯇꯧꯔꯕꯥ ꯆꯤꯀꯟ ꯕ꯭ꯔꯦꯁ ꯑꯃꯥ ꯅꯨꯡꯉꯥꯏꯅꯥ ꯊꯛꯎ꯫ ꯃꯁꯤꯒꯤ ꯆꯥꯛꯁꯪ ꯑꯁꯤ ꯄ꯭ꯔꯣꯇꯤꯟ ꯑꯃꯁꯨꯡ ꯐꯥꯏꯕꯔꯅꯥ ꯊꯜꯂꯕꯥ ꯆꯥꯛꯁꯪ ꯑꯁꯤꯅꯥ ꯅꯍꯥꯛꯄꯨ ꯅꯨꯡꯉꯥꯏꯕꯥ ꯑꯃꯁꯨꯡ ꯏꯅꯔꯖꯤ ꯄꯤꯗꯨꯅꯥ ꯊꯝꯂꯤ꯫ ꯕꯦꯔꯤ ꯑꯃꯁꯨꯡ ꯁꯪꯒꯣꯝꯒꯥ ꯂꯣꯏꯅꯅꯥ ꯑꯥ ꯒ꯭ꯔꯤꯟ ꯌꯣꯒꯔ ꯀꯦꯂꯣꯔꯤ ꯆꯥꯝꯃꯥ ꯅꯍꯥꯛꯀꯤ ꯆꯥꯅꯕꯥ ꯆꯤꯟꯖꯥꯛ ꯑꯗꯨ ꯅꯍꯥꯛꯀꯤ ꯑꯔꯨꯝꯕꯥ ꯋꯥꯠꯄꯥ ꯌꯥꯕꯥ ꯃꯆꯤꯟꯖꯥꯛ ꯑꯃꯅꯥ ꯂꯣꯏꯁꯤꯜꯂꯨ꯫ ꯃꯁꯤꯒꯤ ꯅꯨꯃꯤꯗꯥꯡꯒꯤ ꯃꯦꯅꯨ ꯑꯁꯤꯗꯥ ꯑꯄꯨꯟꯕꯥ ꯑꯣꯏꯅꯥ ꯆꯥꯎꯔꯥꯛꯅꯥ ꯀꯦꯂꯣꯔꯤ ꯆꯥꯝꯃꯥ ꯌꯥꯎꯏ ꯑꯃꯁꯨꯡ ꯃꯁꯤꯗꯥ ꯅꯍꯥꯛꯀꯤ ꯍꯛꯆꯥꯡꯗꯥ ꯃꯆꯤ ꯑꯣꯏꯕꯥ ꯆꯤꯟꯖꯥꯛ ꯄꯤꯒꯗꯕꯥ ꯑꯃꯁꯨꯡ ꯅꯍꯥꯛꯄꯨ ꯅꯨꯡꯉꯥꯏꯕꯥ ꯐꯥꯎꯍꯟꯒꯗꯕꯥ ꯃꯆꯤ ꯑꯣꯏꯕꯥ ꯄꯣꯠꯂꯝꯁꯤꯡ ꯌꯥꯎꯏ꯫